ꯈꯟꯅ ꯅꯩꯅꯔꯤꯕ ꯍꯤꯔꯝꯁꯤꯡꯗꯒꯤ ꯈꯟꯅ ꯅꯩꯅꯕꯗ ꯁꯤꯖꯤꯟꯅꯔꯤꯕ ꯂꯣꯜ ꯐꯥꯎꯕ ꯃꯤꯌꯥꯝꯒꯤ ꯋꯥꯈꯜꯂꯣꯟ ꯁꯦꯝꯒꯠꯄꯗ ꯃꯤꯗꯤꯌꯥꯅ ꯃꯄꯥꯡꯒꯜ ꯀꯟꯕ ꯊꯧꯗꯥꯡ ꯂꯧꯔꯤ꯫ ꯍꯤꯔꯝꯁꯤꯡ ꯑꯗꯨ ꯄꯤꯕꯒꯤ ꯃꯑꯣꯡ ꯑꯁꯤꯅ ꯃꯤꯌꯥꯝꯅ ꯍꯤꯔꯝꯁꯤꯡ ꯑꯗꯨꯒꯤ ꯃꯇꯥꯡꯗ ꯀꯔꯝꯅ ꯈꯜꯂꯤꯕꯒꯦ ꯑꯃꯁꯨꯡ ꯀꯔꯝꯅ ꯐꯥꯎꯔꯤꯕꯒꯦ ꯍꯥꯏꯕꯗꯨꯗ ꯁꯥꯐꯨ ꯄꯤꯔꯤ꯫ ꯃꯁꯤꯅ ꯃꯤꯌꯥꯝꯅ ꯃꯈꯣꯏꯒꯤ ꯚꯣꯠ ꯊꯥꯗꯕꯒꯤ ꯂꯝꯆꯠ ꯁꯥꯖꯠ ꯌꯥꯎꯅ ꯍꯤꯔꯝꯁꯤꯡ ꯑꯗꯨꯒ ꯀꯔꯝꯅ ꯑꯦꯡꯒꯦꯖ ꯇꯧꯕꯒꯦ ꯍꯥꯏꯕꯗꯨꯗ ꯁꯥꯐꯨ ꯄꯤꯕ ꯌꯥꯏ꯫ ꯑꯥꯔꯇꯤꯀꯜ ꯑꯁꯤꯅ ꯃꯤꯌꯥꯝꯒꯤ ꯋꯥꯈꯜꯂꯣꯟꯗ ꯃꯤꯗꯤꯌꯥꯅ ꯄꯤꯔꯤꯕ ꯃꯔꯨꯑꯣꯏꯕ ꯁꯥꯐꯨ ꯑꯗꯨꯒꯤ ꯃꯇꯥꯡꯗ ꯈꯟꯅꯔꯤ ꯃꯔꯨꯑꯣꯏꯅ ꯃꯁꯤꯅ ꯀꯔꯤ ꯍꯤꯔꯝꯁꯤꯡ ꯌꯦꯡꯁꯤꯜꯂꯤꯕꯒꯦ ꯑꯃꯁꯨꯡ ꯃꯈꯣꯏꯅ ꯄꯤꯕꯒꯤ ꯃꯑꯣꯡ ꯑꯗꯨ ꯈꯟꯕꯒꯤ ꯊꯧꯅꯥꯒꯤ ꯈꯨꯠꯊꯥꯡꯗ꯫ ꯃꯁꯤꯒꯤ ꯐꯔꯦꯃꯤꯡ ꯑꯁꯤꯅ ꯃꯤꯑꯣꯏ ꯑꯃꯅ ꯍꯤꯔꯝꯁꯤꯡ ꯑꯁꯤ ꯀꯔꯝꯅ ꯂꯧꯁꯤꯜꯂꯤ ꯑꯃꯁꯨꯡ ꯀꯔꯝꯅ ꯊꯦꯡꯅꯕꯒꯦ ꯍꯥꯏꯕꯗꯨꯗ ꯏꯊꯤꯜ ꯄꯤꯕ ꯉꯝꯒꯅꯤ ꯃꯁꯤꯗ ꯃꯈꯣꯏꯅ ꯀꯔꯝꯅ ꯚꯣꯠ ꯊꯥꯗꯕꯒꯦ ꯍꯥꯏꯕꯗꯨꯁꯨ ꯌꯥꯎꯔꯤ꯫ ꯃꯈꯥꯗ ꯄꯤꯔꯤꯕ ꯗꯦꯇꯥꯁꯤꯡ ꯑꯁꯤ ꯑꯦꯅꯥꯂꯥꯏꯖ ꯇꯧꯕꯤꯌꯨ ꯑꯃꯁꯨꯡ ꯇꯔꯦꯟꯁꯤꯡ ꯑꯗꯨ ꯁꯟꯗꯣꯛꯅ ꯇꯥꯛꯄꯤꯌꯨ꯫ ꯑꯄꯤꯕ ꯗꯦꯇꯥꯗ ꯌꯨꯝꯐꯝ ꯑꯣꯏꯔꯒ ꯍꯧꯈꯤꯕ ꯊꯥ ꯇꯔꯥ ꯗ ꯕꯤꯖꯤꯅꯦꯁ ꯑꯁꯤꯅ ꯊꯥꯒꯤ ꯑꯣꯏꯕ ꯁꯦꯟꯊꯣꯛ ꯈꯔꯗ ꯑꯍꯣꯡꯕ ꯈꯔ ꯂꯥꯛꯈꯤ ꯍꯥꯏꯕ ꯎꯕꯥ ꯐꯪꯏ꯫ ꯑꯍꯥꯟꯕ ꯊꯥꯗꯒꯤ ꯑꯅꯤꯁꯨꯕ ꯊꯥ ꯐꯥꯎꯕꯗ ꯔꯦꯚꯤꯟꯌꯨꯗ ꯆꯥꯎꯔꯥꯛꯅ ꯐꯣꯔ ꯄꯔꯁꯦꯟ ꯍꯟꯊꯕ ꯎꯕꯥ ꯐꯪꯈꯤ ꯃꯗꯨꯒꯤ ꯃꯇꯨꯡꯗ ꯑꯅꯤꯁꯨꯕ ꯊꯥꯗꯒꯤ ꯑꯍꯨꯝꯁꯨꯕ ꯊꯥ ꯐꯥꯎꯕꯗ ꯆꯥꯎꯔꯥꯛꯅ ꯇꯨꯏꯟꯇꯤ ꯐꯥꯞ ꯄꯔꯁꯦꯟ ꯍꯦꯟꯒꯠꯈꯤ꯫ ꯃꯊꯪꯒꯤ ꯊꯥ ꯈꯔꯁꯤꯗ ꯔꯦꯚꯤꯟꯌꯨꯁꯤꯡꯗ ꯑꯍꯣꯡꯕ ꯂꯥꯛꯈꯤ꯫ ꯑꯗꯨꯝ ꯑꯣꯏꯅꯃꯛ ꯊꯥ ꯑꯍꯨꯝꯗꯒꯤ ꯊꯥ ꯇꯔꯨꯛꯀꯤ ꯐꯥꯎꯕꯒꯤ ꯖꯦꯅꯔꯦꯜ ꯇꯔꯦꯟ ꯑꯁꯤꯅ ꯃꯔꯛꯇ ꯂꯩꯕ ꯑꯋꯥꯡ ꯅꯣꯡꯄꯣꯛ ꯈꯔꯒ ꯂꯣꯏꯅꯅ ꯑꯄꯨꯟꯕ ꯑꯣꯏꯅ ꯁꯦꯟꯊꯣꯛ ꯍꯦꯟꯒꯠꯂꯛꯄ ꯎꯕꯥ ꯐꯪꯈꯤ꯫ ꯃꯁꯤꯒꯤ ꯇꯔꯦꯟ ꯑꯁꯤꯅ ꯀꯥꯂꯦꯟꯒꯤ ꯃꯑꯣꯡ ꯈꯔꯒꯤ ꯃꯇꯥꯡꯗ ꯋꯥꯐꯝ ꯊꯝꯕ ꯌꯥꯏ ꯃꯐꯝ ꯑꯗꯨꯗ ꯆꯍꯤꯒꯤ ꯑꯀꯛꯅꯕꯥ ꯃꯇꯝ ꯈꯔꯗ ꯕꯤꯖꯤꯅꯦꯁ ꯑꯁꯤꯅ ꯁꯦꯟꯊꯣꯛ ꯍꯦꯟꯅ ꯐꯪꯏ꯫ ꯑꯄꯨꯟꯕ ꯑꯣꯏꯅ ꯕꯤꯖꯤꯅꯦꯁ ꯑꯁꯤ ꯐꯖꯅ ꯆꯠꯊꯔꯤꯕ ꯎꯕꯥ ꯐꯪꯏ ꯃꯔꯝꯗꯤ ꯃꯁꯤꯒꯤ ꯁꯦꯟꯊꯣꯛ ꯑꯁꯤ ꯃꯍꯧꯁꯥꯅ ꯍꯦꯟꯒꯠꯂꯛꯂꯤ ꯃꯁꯤꯗ ꯑꯍꯣꯡꯕ ꯈꯔꯥ ꯂꯩꯔꯕꯁꯨ꯫